ꯏꯐꯦꯛꯇꯤꯞ ꯂꯤꯗꯔꯁꯤꯞꯀꯤ ꯃꯒꯨꯟ ꯃꯔꯤ ꯄꯟꯕꯤꯌꯨ꯫ ꯏꯐꯦꯛꯇꯤꯞ ꯂꯨꯆꯤꯡꯕꯁꯤꯡ ꯑꯌꯥꯝꯕꯅ ꯎꯠꯂꯤꯕ ꯃꯒꯨꯟ ꯀꯌꯥ ꯂꯩ, ꯃꯗꯨꯕꯨ ꯑꯗꯨꯕꯨ ꯃꯐꯝ ꯑꯁꯤꯗ ꯀꯃꯟ ꯑꯣꯏꯕ ꯃꯒꯨꯟ ꯃꯔꯤ ꯌꯥꯎꯔꯤ: ꯃꯌꯦꯛ ꯁꯦꯡꯕ ꯃꯤꯠꯌꯦꯡ: ꯏꯐꯦꯛꯇꯤꯞ ꯂꯨꯆꯤꯡꯕꯁꯤꯡꯅ ꯃꯈꯣꯏꯅ ꯐꯪꯅꯤꯡꯂꯤꯕꯁꯤꯡ ꯑꯗꯨꯒꯤ ꯃꯌꯦꯛ ꯁꯦꯡꯕ ꯃꯤꯠꯌꯦꯡ ꯑꯃ ꯂꯩ, ꯑꯃꯁꯨꯡ ꯃꯈꯣꯏꯅ ꯃꯤꯠꯌꯦꯡ ꯑꯁꯤ ꯃꯈꯣꯏꯒꯤ ꯇꯤꯝꯗ ꯄꯥꯎ ꯐꯥꯎꯅꯩ, ꯏꯟꯁꯄꯤꯔꯦꯁꯟ ꯑꯃꯁꯨꯡ ꯃꯈꯣꯏꯕꯨ ꯔꯤꯑꯦꯂꯤꯇꯤ ꯑꯣꯏꯍꯟꯅꯕ ꯄꯨꯛꯅꯤꯡ ꯊꯧꯒꯠꯄ꯫ ꯏꯟꯇꯤꯒ꯭ꯔꯤꯇꯤ: ꯏꯐꯦꯛꯇꯤꯞ ꯂꯨꯆꯤꯡꯕ ꯑꯃꯅ ꯏꯟꯇꯤꯒ꯭ꯔꯤꯇꯤ, ꯄꯨꯛꯆꯦꯜ ꯁꯦꯡꯕ ꯑꯃꯁꯨꯡ ꯇ꯭ꯔꯥꯟꯁꯄꯔꯦꯟꯁꯤꯒ ꯂꯣꯏꯅꯅ ꯊꯕꯛ ꯇꯧꯏ꯫ ꯃꯈꯣꯏꯅ ꯂꯦꯞꯇꯅ ꯚꯦꯜꯌꯨ ꯑꯃꯁꯨꯡ ꯄ꯭ꯔꯤꯟꯁꯤꯄꯜꯁꯤꯡꯒꯤ ꯑꯀꯟꯕ ꯁꯦꯠ ꯑꯃ ꯉꯥꯛꯅ ꯆꯠꯂꯤ, ꯃꯈꯣꯏꯒꯤ ꯇꯤꯝ ꯑꯃꯁꯨꯡ ꯁ꯭ꯇꯦꯛꯍꯣꯜꯗꯔꯁꯤꯡꯒ ꯂꯣꯏꯅꯅ ꯊꯥꯖꯕ ꯑꯃꯁꯨꯡ ꯊꯥꯖꯕ ꯍꯦꯟꯒꯠꯍꯜꯂꯤ꯫ ꯑꯦꯗꯥꯞꯇꯦꯕꯤꯂꯤꯇꯤ: ꯏꯐꯦꯛꯇꯤꯕ ꯂꯨꯆꯤꯡꯕꯁꯤꯡꯅ ꯍꯣꯡꯂꯛꯂꯤꯕ ꯐꯤꯚꯝꯁꯤꯡꯗ ꯃꯇꯧ ꯀꯔꯝꯅ ꯑꯦꯗꯥꯞ ꯇꯧꯒꯗꯒꯦ ꯍꯥꯏꯕꯗꯨ ꯈꯪꯏ ꯑꯃꯁꯨꯡ ꯐꯤꯗꯕꯦꯛ ꯑꯃꯁꯨꯡ ꯇꯝꯕꯒꯤ ꯃꯐꯝ ꯂꯩ꯫ ꯃꯈꯣꯏꯅ ꯌꯥꯝꯅ ꯊꯨꯅ ꯌꯥꯡꯅ ꯆꯠꯂꯤ ꯑꯃꯁꯨꯡ ꯃꯈꯣꯏꯒꯤ ꯇꯤꯝꯒꯤ ꯃꯊꯧ ꯇꯥꯕꯁꯤꯡ ꯑꯃꯁꯨꯡ ꯐꯤꯚꯝ ꯑꯗꯨ ꯐꯪꯍꯟꯅꯕ ꯃꯈꯣꯏꯒꯤ ꯂꯨꯆꯤꯡꯕꯒꯤ ꯃꯑꯣꯡ ꯃꯇꯧ ꯑꯗꯨ ꯃꯣꯗꯤꯐꯥꯏ ꯇꯧꯕ ꯉꯝꯃꯤ꯫ ꯑꯇꯣꯞꯄꯁꯤꯡꯕꯨ ꯁꯛꯇꯤ ꯄꯤꯕ: ꯏꯐꯦꯛꯇꯤꯞ ꯂꯨꯆꯤꯡꯕꯁꯤꯡꯅ ꯃꯈꯣꯏꯒꯤ ꯇꯤꯝꯕꯨ ꯊꯧꯗꯥꯡ ꯑꯃꯁꯨꯡ ꯑꯣꯊꯣꯔꯤꯇꯤ ꯁꯤꯟꯅꯗꯨꯅ, ꯁꯄꯣꯔꯠ ꯑꯃꯁꯨꯡ ꯔꯤꯁꯣꯔꯁꯁꯤꯡ ꯄꯤꯗꯨꯅ, ꯑꯃꯁꯨꯡ ꯄꯣꯖꯤꯇꯤꯞ ꯑꯣꯏꯕ ꯑꯃꯁꯨꯡ ꯄꯨꯟꯅ ꯊꯕꯛ ꯇꯧꯃꯤꯟꯅꯕꯒꯤ ꯊꯕꯛꯀꯤ ꯑꯀꯣꯏꯕ ꯑꯃ ꯁꯦꯝꯗꯨꯅ ꯃꯥꯏ ꯄꯥꯛꯅꯕ ꯁꯛꯇꯤ ꯄꯤꯔꯤ꯫ ꯃꯈꯣꯏꯅ ꯃꯈꯣꯏꯒꯤ ꯇꯤꯝ ꯃꯦꯝꯕꯔꯁꯤꯡꯒꯤ ꯆꯥꯎꯈꯠꯄꯗ ꯁꯦꯜ ꯊꯥꯗꯔꯤ ꯑꯃꯁꯨꯡ ꯃꯈꯣꯏꯒꯤ ꯍꯩꯁꯤꯡꯕ ꯍꯦꯟꯒꯠꯍꯟꯕꯗ ꯑꯃꯁꯨꯡ ꯃꯈꯣꯏꯒꯤ ꯃꯄꯨꯡ ꯐꯥꯕꯥ ꯄꯣꯇꯦꯟꯁꯤꯌꯦꯜ ꯑꯗꯨ ꯌꯧꯍꯟꯕꯗ ꯃꯇꯦꯡ ꯄꯥꯡꯅꯕ ꯑꯦꯛꯇꯤꯞ ꯑꯣꯏꯅ ꯊꯕꯛ ꯇꯧꯔꯤ꯫ ꯃꯈꯥꯒꯤ ꯋꯥꯍꯩ ꯑꯁꯤ ꯑꯅꯤꯔꯛ ꯁꯤꯖꯤꯟꯅꯧ ꯑꯗꯨꯕꯨ ꯋꯥꯍꯩ ꯑꯗꯨꯃꯛ ꯁꯤꯖꯤꯟꯅꯧ꯫ ꯃꯍꯥꯛꯅ ꯒꯥꯔꯤ ꯌꯣꯜꯂꯤ꯫ ꯃꯍꯥꯛꯅꯥ ꯒꯥꯔꯤ ꯌꯣꯜꯂꯤ꯫ ꯃꯍꯥꯛꯅ ꯒꯥꯔꯤꯁꯤꯡꯁꯨ ꯌꯣꯜꯂꯤ꯫ ꯒ꯭ꯔꯥꯃꯦꯇꯤꯛ ꯑꯣꯏꯅ ꯑꯆꯨꯝꯕꯥ ꯏꯪꯂꯤꯁ ꯁꯤꯖꯤꯟꯅꯗꯨꯅ ꯔꯦꯟꯗꯝ ꯁꯦꯟꯇꯦꯟꯁ ꯑꯃ ꯖꯦꯅꯦꯔꯦꯠ ꯇꯧꯕ꯫ ꯐꯖꯔꯕ ꯔꯥꯖꯀꯨꯃꯥꯔ ꯑꯗꯨꯅ ꯃꯍꯥꯛꯀꯤ ꯍꯨꯏ ꯑꯗꯨꯗ ꯊꯧꯅ ꯐꯅ ꯑꯆꯧꯕꯥ ꯀꯥꯁꯇꯜꯒꯤ ꯃꯥꯏꯀꯩꯗ ꯆꯠꯈꯤ꯫ ꯀꯅꯥꯒꯨꯝꯕ ꯑꯃꯒꯤ ꯇꯦꯛꯅꯣꯂꯣꯖꯤꯒ ꯂꯩꯅꯕ ꯃꯔꯤ ꯑꯗꯨ ꯂꯦꯞꯊꯣꯛꯅꯕ ꯋꯥꯍꯪ ꯑꯍꯨꯝ ꯏꯕꯤꯌꯨ꯫ ꯑꯗꯣꯝꯅꯥ ꯇꯦꯛꯅꯣꯂꯣꯖꯤ ꯑꯁꯤ ꯂꯅꯥꯏꯒꯤ ꯅꯠꯔꯒꯥ ꯊꯕꯛꯀ ꯃꯔꯤ ꯂꯩꯅꯕ ꯊꯕꯛꯁꯤꯡꯗ ꯀꯌꯥ ꯌꯥꯝꯅ ꯁꯤꯖꯤꯟꯅꯕꯒꯦ? ꯇꯦꯛꯅꯣꯂꯣꯖꯤꯅ ꯑꯗꯣꯝꯒꯤ ꯅꯨꯡꯇꯤꯒꯤ ꯄꯨꯟꯁꯤꯗ ꯀꯔꯤ ꯃꯑꯣꯡꯗ ꯏꯝꯄꯦꯛ ꯇꯧꯔꯤꯕꯒꯦ ꯅꯠꯇꯔꯒ ꯍꯦꯡꯒꯠꯍꯟꯕꯒꯦ? ꯇꯦꯛꯅꯣꯂꯣꯖꯤꯗ ꯊꯥꯖꯕ ꯊꯝꯕ ꯃꯇꯝꯗ ꯑꯗꯣꯝꯒꯤ ꯑꯋꯥꯕ ꯅꯠꯇꯔꯒ ꯂꯤꯃꯤꯇꯦꯁꯟ ꯂꯩꯕꯔꯥ? ꯑꯣꯔꯦꯟꯖ ꯑꯃꯒꯤ ꯃꯆꯨ ꯑꯗꯨ ꯐꯣꯡꯗꯣꯛꯄꯤꯌꯨ꯫ ꯑꯣꯔꯦꯟꯖ ꯍꯥꯌꯕꯁꯤ ꯃꯍꯧꯁꯥꯅꯥ ꯑꯣꯔꯦꯟꯖꯒꯤ ꯕꯥꯏꯕ꯭ꯔꯦꯟꯠ ꯑꯃꯁꯨꯡ ꯃꯌꯦꯛ ꯁꯦꯡꯕ ꯁꯦꯗ ꯑꯃꯅꯤ, ꯃꯁꯤ ꯃꯆꯨꯒꯤ ꯁ꯭ꯄꯦꯛꯇ꯭ꯔꯝꯗ ꯑꯉꯥꯡꯕ ꯑꯃꯁꯨꯡ ꯌꯦꯜꯂꯣꯒꯤ ꯃꯔꯛꯇ ꯂꯩꯕ ꯑꯁꯥꯕ ꯃꯆꯨ ꯑꯃꯅꯤ꯫ ꯃꯆꯨ ꯑꯁꯤ ꯑꯌꯥꯝꯕꯅ ꯅꯨꯃꯤꯠꯀꯤ ꯅꯨꯡꯁꯤꯠ, ꯅꯣꯡꯖꯨ ꯊꯥꯒꯤ ꯃꯄꯥꯟ ꯊꯪꯕꯥ ꯁꯔꯨꯛꯇ, ꯑꯃꯁꯨꯡ ꯇꯁꯦꯡꯕꯗꯤ, ꯃꯁꯤꯒꯤ ꯃꯃꯤꯡ ꯑꯁꯤꯒ ꯃꯥꯟꯅꯕ ꯖꯨꯁ ꯑꯃꯁꯨꯡ ꯃꯆꯤ ꯑꯣꯏꯕ ꯃꯍꯩ-ꯃꯔꯣꯡꯁꯤꯡꯒ ꯃꯔꯤ ꯂꯩꯅꯩ꯫ ꯑꯣꯔꯦꯟꯖ ꯑꯃꯒꯤ ꯍ꯭ꯌꯨ ꯑꯁꯤ ꯈꯔ ꯈꯦꯠꯅꯕ ꯌꯥꯏ, ꯃꯁꯤꯒꯤ ꯄꯤꯛꯄ ꯑꯃꯁꯨꯡ ꯃꯈꯜ ꯀꯌꯥꯒꯤ ꯃꯇꯨꯡ ꯏꯟꯅ ꯍꯦꯟꯅ ꯂꯨꯝꯂꯕ, ꯍꯦꯟꯅ ꯑꯉꯥꯡꯕ-ꯑꯣꯔꯦꯟꯖ ꯇꯣꯟꯁꯤꯡꯗꯒꯤ ꯍꯧꯔꯒ ꯍꯦꯟꯅ ꯂꯨꯝꯕ, ꯍꯦꯟꯅ ꯌꯦꯜꯂꯣ-ꯑꯣꯔꯦꯟꯖ ꯁꯦꯗ ꯐꯥꯎꯕ ꯌꯥꯏ꯫ ꯑꯄꯨꯟꯕ ꯑꯣꯏꯅ ꯑꯣꯔꯦꯟꯖ ꯑꯃꯒꯤ ꯃꯆꯨ ꯑꯁꯤ ꯃꯌꯦꯛ ꯁꯦꯡꯏ ꯑꯃꯁꯨꯡ ꯃꯤꯠꯌꯦꯡ ꯆꯪꯅꯤꯡꯉꯥꯏ ꯑꯣꯏ, ꯅꯨꯡꯉꯥꯏꯕ ꯑꯃꯁꯨꯡ ꯀꯧꯔꯛꯄ ꯃꯑꯣꯡ ꯑꯃꯅꯤ꯫ ꯈꯨꯗꯝ ꯑꯗꯨꯗ ꯁꯤꯖꯤꯟꯅꯔꯤꯕ ꯋꯥꯍꯩ ꯑꯗꯨꯗꯒꯤ ꯍꯦꯟꯅ ꯐꯣꯔꯃꯦꯜ ꯑꯣꯏꯕ ꯋꯥꯍꯩ ꯄꯔꯦꯡ ꯑꯃ ꯁꯤꯖꯤꯟꯅꯅꯕ ꯄꯤꯔꯤꯕ ꯋꯥꯍꯩ ꯑꯗꯨ ꯑꯃꯨꯛ ꯍꯟꯅ ꯏꯌꯨ꯫ ꯖꯣꯟꯗ ꯁꯦꯜ ꯌꯥꯝꯅ ꯂꯩꯔꯝꯃꯤ꯫ ꯖꯣꯟꯗ ꯁꯦꯅꯐꯝ ꯀꯌꯥ ꯑꯃ ꯂꯩꯔꯝꯃꯤ꯫ ꯄꯤꯔꯤꯕꯥ ꯑꯔꯣꯏꯕ ꯋꯥꯍꯩ ꯑꯗꯨ ꯄꯦꯔꯥꯐ꯭ꯔꯦꯖ ꯇꯧ꯫ ꯃꯍꯥꯛꯀꯤ ꯈꯣꯡ ꯑꯃ ꯕꯣꯠꯇ ꯂꯩꯔꯝꯃꯤ ꯑꯃꯁꯨꯡ ꯑꯇꯣꯞꯄꯥ ꯑꯃꯅꯥ ꯗꯣꯛꯇ ꯂꯩꯔꯝꯃꯤ꯫ ꯃꯍꯥꯛꯀꯤ ꯈꯣꯡ ꯑꯃꯅꯥ ꯕꯣꯠꯀꯤ ꯃꯅꯨꯡꯗ ꯊꯝꯈꯤ ꯑꯃꯁꯨꯡ ꯑꯇꯣꯞꯄ ꯑꯃꯅꯥ ꯗꯣꯛꯇꯥ ꯊꯝꯈꯤ꯫।